ꯑꯥꯏ. ꯅ ꯃꯤꯌꯥꯝꯅ ꯃꯈꯣꯏꯒꯤ ꯍꯩꯁꯤꯡꯕꯁꯤꯡ ꯑꯗꯨ ꯍꯦꯟꯅ ꯂꯨꯕ ꯑꯃꯁꯨꯡ ꯑꯋꯥꯡꯕ ꯊꯥꯛꯀꯤ ꯊꯧꯗꯥꯡꯁꯤꯡꯗ ꯁꯤꯖꯤꯟꯅꯅꯕ ꯃꯐꯝ ꯍꯦꯟꯅ ꯄꯤꯔꯤ꯫ ꯑꯁꯨꯝꯅ ꯑꯥꯔꯇꯤꯐꯤꯁꯦꯜ ꯏꯟꯇꯤꯂꯤꯖꯦꯟ ꯅ ꯃꯤꯑꯣꯏꯕꯒꯤ ꯃꯍꯨꯠ ꯁꯤꯟꯕꯒꯤ ꯃꯍꯨꯠꯇ ꯃꯤꯑꯣꯏꯕꯒꯤ ꯍꯩꯁꯤꯡꯕ ꯃꯄꯨꯡ ꯐꯥꯍꯟꯕ, ꯑꯅꯧꯕ ꯊꯕꯛ ꯄꯤꯕ, ꯊꯕꯛꯀꯤ ꯑꯦꯛꯁꯄ꯭ꯔꯤꯌꯦꯟꯁ ꯍꯦꯟꯒꯠꯍꯟꯕ, ꯑꯃꯁꯨꯡ ꯑꯅꯧꯕ ꯊꯧꯑꯣꯡꯁꯤꯡ ꯊꯧꯒꯠꯄꯒꯤ ꯄꯣꯇꯦꯟꯁꯤꯌꯦꯜ ꯂꯩ꯫ ꯄꯣꯁ-ꯑꯦꯄ‌ꯣꯀ‌‌ꯂ‌ꯦꯞ ꯑꯦꯄꯣꯀꯦꯂꯤꯞꯇꯤꯛ ꯃꯥꯂꯦꯝ ꯑꯃꯗ ꯍꯤꯡꯂꯤꯕ ꯃꯤꯑꯣꯏ ꯑꯃ ꯐꯣꯡꯗꯣꯛꯄꯤꯌꯨ꯫ ꯄꯣꯁ-ꯑꯦꯄꯣꯀꯦꯂꯤꯞꯇꯤꯛ ꯃꯥꯂꯦꯝ ꯑꯃꯗ, ꯑꯦꯂꯦꯛꯁ ꯀꯧꯕ ꯅꯍꯥ ꯑꯣꯏꯔꯤꯕ ꯅꯨꯄꯤ ꯑꯃꯅ ꯁꯤꯚꯤꯂꯥꯏꯖꯦꯁꯟꯒꯤ ꯑꯁꯣꯛꯄ ꯃꯐꯝꯁꯤꯡꯒꯤ ꯃꯔꯛꯇ ꯍꯤꯡꯅꯕꯒꯤꯗꯃꯛ ꯂꯥꯟꯊꯦꯡꯅꯔꯝꯃꯤ꯫ ꯃꯇꯝ ꯑꯃꯗ ꯅꯨꯡꯉꯥꯏꯕ ꯄꯨꯟꯁꯤꯒꯤ ꯈꯨꯗꯣꯡꯆꯥꯕꯁꯤꯡ ꯄꯨꯝꯅꯃꯛ ꯂꯩꯕ ꯁꯍꯔꯒꯤ ꯃꯄꯥꯟꯗ ꯂꯩꯕ ꯑꯃ ꯑꯣꯏꯔꯝꯃꯤ, ꯍꯧꯖꯤꯛꯇꯤ ꯃꯍꯥꯛ ꯁꯦꯜ ꯊꯨꯝꯒꯤ ꯃꯤꯑꯣꯏ ꯑꯃ ꯑꯣꯏꯔꯦ, ꯆꯥꯅꯕ ꯑꯃꯁꯨꯡ ꯂꯩꯐꯝꯒꯤꯗꯃꯛ ꯁꯦꯜ ꯊꯥꯗꯔꯤ꯫ ꯃꯍꯥꯛꯀꯤ ꯈꯣꯡꯎꯞ ꯑꯗꯨ ꯁꯦꯝꯖꯤꯟ ꯁꯥꯖꯤꯟꯗꯅ ꯂꯩꯔꯤ ꯑꯃꯁꯨꯡ ꯃꯍꯥꯛꯀꯤ ꯄꯣꯠꯆꯩꯁꯤꯡ ꯑꯗꯨ ꯆꯦꯟꯊꯔꯛꯏ, ꯑꯅꯤꯃꯛ ꯃꯍꯥꯛꯀꯤ ꯑꯅꯧꯕ ꯔꯤꯑꯦꯂꯤꯇꯤꯒꯤ ꯃꯩꯁꯥ ꯑꯃꯁꯨꯡ ꯑꯁꯪꯕ ꯃꯆꯨꯅ ꯊꯜꯂꯕ꯫ ꯃꯇꯝ ꯑꯃꯗ ꯃꯍꯥꯛꯀꯤ ꯇꯔꯨ ꯇꯅꯥꯟꯕ ꯃꯑꯣꯡ ꯃꯇꯧ ꯑꯗꯨ ꯍꯧꯖꯤꯛꯇꯤ ꯂꯝꯍꯥꯡꯗ ꯈꯣꯡꯍꯥꯝꯗ ꯑꯃꯁꯨꯡ ꯈꯨꯗꯣꯡꯊꯤꯕ ꯊꯦꯡꯅꯔꯤꯕ ꯑꯀꯟꯕ ꯑꯃꯁꯨꯡ ꯂꯦꯞꯄ ꯂꯩꯇꯅ ꯂꯥꯟꯊꯦꯡꯅꯕꯗꯒꯤ ꯇꯞꯅ-ꯇꯞꯅ ꯁꯣꯟꯊꯔꯦ꯫ ꯃꯍꯥꯛꯀꯤ ꯑꯋꯥꯕ ꯐꯤꯚꯝ ꯑꯗꯨ ꯑꯣꯏꯔꯕꯁꯨ, ꯑꯦꯂꯦꯛꯁ ꯑꯁꯤ ꯂꯥꯟꯊꯦꯡꯅꯕꯗ ꯋꯥꯕ ꯑꯃꯁꯨꯡ ꯔꯤꯁꯣꯔꯁ ꯂꯩꯕ ꯅꯨꯄꯤ ꯑꯃꯅꯤ꯫ ꯃꯍꯥꯛ ꯁ꯭ꯄꯂꯥꯏꯁꯤꯡꯒꯤ ꯂꯣꯠꯁꯤꯜꯂꯕ ꯀꯦꯁꯁꯤꯡ ꯊꯤꯕꯒꯤ ꯑꯦꯛꯁꯄꯔꯠ ꯑꯃꯅꯤ, ꯑꯃꯁꯨꯡ ꯁ꯭ꯀꯔꯦꯞ ꯃꯦꯇꯜ ꯑꯃꯁꯨꯡ ꯊ‌ꯣ ꯊꯥꯗꯣꯛꯄ ꯃꯆꯥꯛꯁꯤꯡꯗꯒꯤ ꯈꯨꯠꯂꯥꯏꯁꯤꯡ ꯑꯃꯁꯨꯡ ꯈꯨꯠꯂꯥꯏꯁꯤꯡ ꯐꯦꯁꯟ ꯇꯧꯕ ꯇꯝꯈꯤ꯫ ꯃꯍꯥꯛꯀꯤ ꯋꯥꯈꯜ ꯂꯧꯁꯤꯡ ꯑꯃꯁꯨꯡ ꯑꯦꯗꯕꯦꯛꯇꯤꯕꯤꯇꯤꯅ ꯃꯍꯥꯛꯄꯨ ꯑꯇꯣꯞꯄ ꯀꯌꯥ ꯑꯃꯅ ꯀ꯭ꯂꯦꯝ ꯇꯧꯔꯛꯄ ꯃꯥꯂꯦꯝ ꯑꯁꯤꯗ ꯍꯤꯡꯍꯟꯗꯨꯅ ꯊꯝꯂꯤ꯫ ꯃꯍꯥꯛ ꯆꯦꯛꯁꯤꯟꯅ ꯂꯩꯔꯕꯁꯨ ꯑꯇꯣꯞꯄꯁꯤꯡꯒꯤ ꯑꯀꯣꯏꯕꯗ ꯉꯥꯛꯊꯣꯛꯇꯨꯅ ꯂꯩꯔꯕꯁꯨ, ꯑꯦꯂꯦꯛꯁꯅ ꯑꯇꯣꯞꯄ ꯍꯤꯡꯍꯧꯔꯕ ꯃꯤꯑꯣꯏ ꯈꯔꯒ ꯂꯣꯏꯅꯅ ꯃꯍꯥꯛꯅ ꯁꯦꯝꯈꯤꯕ ꯑꯄꯤꯛꯄ ꯈꯨꯟꯅꯥꯏ ꯑꯗꯨꯗ ꯅꯨꯡꯉꯥꯏꯕ ꯐꯪꯏ꯫ ꯃꯈꯣꯏꯅ ꯁꯦꯐꯇꯤ ꯑꯃꯁꯨꯡ ꯅꯨꯡꯉꯥꯏꯕꯒꯤꯗꯃꯛ ꯑꯃꯒ-ꯑꯃꯒ ꯊꯥꯖꯕ ꯊꯝꯃꯤ, ꯑꯃꯁꯨꯡ ꯃꯈꯣꯏꯅ ꯐꯪꯂꯤꯕ ꯔꯤꯁꯣꯔꯁ ꯈꯔꯈꯛꯇꯃꯛ ꯁꯦꯌꯔ ꯇꯧꯏ꯫ ꯅꯨꯡꯉꯥꯏꯇꯕ ꯑꯃꯁꯨꯡ ꯊꯧꯖꯥꯜ ꯄꯤꯗꯕ ꯃꯥꯂꯦꯝ ꯑꯁꯤꯗ, ꯑꯦꯂꯦꯛꯁꯅ ꯅꯨꯃꯤꯠ ꯑꯃꯗ, ꯋꯥꯐꯝꯁꯤꯡ ꯑꯁꯤ ꯍꯦꯟꯅ ꯐꯒꯠꯂꯛꯀꯅꯤ ꯍꯥꯏꯕꯒꯤ ꯑꯁꯥ ꯑꯗꯨ ꯊꯝꯂꯤ꯫ ꯁꯤꯟꯇꯦꯛꯁ ꯑꯃꯁꯨꯡ ꯔꯤꯗꯤꯕꯤꯂꯤꯇꯤꯒꯤꯗꯃꯛ ꯃꯈꯥꯗ ꯄꯤꯔꯤꯕ ꯗꯣꯀ꯭ꯌꯨꯃꯦꯟꯠ ꯑꯁꯤ ꯑꯦꯗꯤꯠ ꯇꯧꯕꯤꯌꯨ: ꯃꯍꯩꯔꯣꯏꯁꯤꯡꯅ ꯁ꯭ꯔꯤꯃꯇꯤ ꯁ꯭ꯃꯤꯊ ꯀ꯭ꯂꯥꯁꯇꯥ ꯌꯥꯝꯅ ꯐꯕ ꯅꯣꯠꯁꯤꯡ ꯂꯧꯈꯤ꯫ ꯖꯨꯅꯤꯌꯟ ꯀꯦꯂꯦꯟꯗꯔ ꯍꯥꯏꯕꯁꯤ ꯀꯔꯤꯅꯣ? ꯖꯨꯅꯤꯌꯟ ꯀꯦꯂꯦꯟꯗꯔ ꯑꯁꯤ ꯇꯁꯦꯡꯅ ꯋꯥꯍꯩ ꯁꯣꯏꯕꯅꯤ ꯑꯆꯨꯝꯕ ꯃꯃꯤꯡꯗꯤ ꯖꯨꯂꯤꯌꯟ ꯀꯦꯂꯦꯟꯗꯔꯅꯤ꯫ ꯖꯨꯂꯤꯌꯁ ꯁꯤꯖꯔꯒꯤ ꯃꯃꯤꯡ ꯊꯣꯟꯕ ꯖꯨꯂꯤꯌꯟ ꯀꯦꯂꯦꯟꯗꯔ ꯑꯁꯤ ꯔꯣꯃꯥꯟ ꯀꯦꯂꯦꯟꯗꯔꯒꯤ ꯔꯤꯐꯣꯔꯝ ꯑꯃ ꯑꯣꯏꯅ ꯈ꯭ꯔꯤꯁꯇꯒꯤ ꯃꯃꯥꯡ ꯆꯍꯤ ꯅꯤꯐꯨꯃꯉꯥ ꯗ ꯍꯧꯗꯣꯛꯈꯤꯕꯅꯤ꯫ ꯃꯁꯤꯗ ꯊꯥ ꯇꯔꯥꯅꯤꯊꯣꯏ ꯗ ꯈꯥꯏꯗꯣꯛꯂꯕ ꯅꯨꯃꯤꯠ ꯆꯍꯨꯝꯍꯨꯝꯐꯨ-ꯃꯉꯥ ꯒꯤ ꯆꯥꯡ ꯅꯥꯏꯅ ꯆꯍꯤ ꯑꯃ ꯂꯩ, ꯑꯃꯁꯨꯡ ꯆꯍꯤ ꯃꯔꯤ ꯈꯨꯗꯤꯡꯒꯤ ꯅꯨꯃꯤꯠ ꯆꯍꯨꯝꯍꯨꯝꯐꯨ-ꯇꯔꯨꯛ ꯀꯤ ꯂꯤꯞ ꯆꯍꯤ ꯑꯃ ꯍꯥꯞꯆꯤꯟꯂꯤ꯫ ꯃꯁꯤꯒꯤ ꯀꯦꯂꯦꯟꯗꯔ ꯑꯁꯤ ꯆꯍꯤ ꯂꯤꯁꯤꯡ ꯀꯌꯥ ꯋꯦꯁ꯭ꯇꯔꯟ ꯋꯥꯔꯜꯗ ꯃꯔꯨ ꯑꯣꯏꯕ ꯀꯦꯂꯦꯟꯗꯔ ꯑꯣꯏꯅ ꯂꯩꯈꯤ, ꯃꯗꯨꯒꯤ ꯃꯇꯨꯡꯗ ꯂꯤꯁꯤꯡꯑꯃ ꯆꯃꯉꯥ ꯃꯔꯤꯐꯨꯅꯤꯊꯣꯏ ꯗ ꯒ꯭ꯔꯦꯒꯣꯔꯤꯌꯟ ꯀꯦꯂꯦꯟꯗꯔꯅ ꯃꯍꯨꯠ ꯁꯤꯟꯈꯤ꯫